ꯀ꯭ꯔꯣꯁ-ꯀꯜꯆꯔꯦꯜ ꯀꯝꯃ꯭ꯌꯨꯅꯤꯀꯦꯁꯟ ꯐꯒꯠꯍꯟꯅꯕꯥ ꯀꯔꯤ ꯇꯧꯕ ꯌꯥꯕꯒꯦ? ꯀ꯭ꯔꯣꯁ-ꯀꯜꯆꯔꯦꯜ ꯀꯝꯃ꯭ꯌꯨꯅꯤꯀꯦꯁꯟ ꯐꯥꯒꯠꯍꯟꯕꯗ ꯇꯣꯉꯥꯟ-ꯇꯣꯉꯥꯟꯕ ꯀꯜꯆꯔꯁꯤꯡ ꯑꯃꯁꯨꯡ ꯃꯈꯣꯏꯒꯤ ꯑꯈꯟꯅꯕ ꯊꯧꯑꯣꯡꯁꯤꯡ ꯍꯦꯟꯅ ꯂꯧꯁꯤꯟꯕ ꯑꯃꯁꯨꯡ ꯊꯥꯒꯠꯄꯥ ꯌꯥꯎꯏ꯫ ꯃꯁꯤ ꯍꯦꯉꯠꯍꯟꯅꯕ ꯏꯐꯦꯛꯇꯤꯚ ꯑꯣꯏꯕ ꯁ꯭ꯇꯔꯥꯇꯦꯖꯤ ꯈꯔꯗꯤ ꯃꯈꯥꯗ ꯄꯤꯔꯤꯕꯁꯤꯡꯁꯤꯅꯤ: ꯀꯜꯆꯔꯦꯜ ꯁꯦꯟꯁꯤꯇꯤꯚꯤꯇꯤ ꯁꯦꯝꯒꯠꯄ ꯇꯣꯉꯥꯟ-ꯇꯣꯉꯥꯟꯕ ꯀꯜꯆꯔꯁꯤꯡ, ꯊꯥꯖꯕꯁꯤꯡ ꯑꯃꯁꯨꯡ ꯆꯠꯅꯕꯤꯁꯤꯡꯒꯤ ꯃꯇꯥꯡꯗ ꯅꯍꯥꯛꯀꯤ ꯂꯧꯁꯤꯡ ꯍꯦꯒꯠꯍꯟꯅꯕꯥ ꯍꯣꯠꯅꯕ꯫ ꯃꯁꯤꯅ ꯅꯍꯥꯛꯄꯨ ꯋꯥꯈꯜ ꯈꯟꯊꯕꯥ ꯉꯝꯗꯕ ꯅꯠꯇꯔꯒ ꯏꯀꯥꯏ ꯈꯨꯝꯅꯗꯕ ꯂꯝꯆꯠ-ꯁꯥꯖꯠꯁꯤꯡ ꯊꯤꯡꯕꯗ ꯃꯇꯦꯡ ꯄꯥꯡꯏ꯫ ꯈꯦꯠꯅꯕꯁꯤꯡ ꯈꯪꯗꯣꯛꯄ ꯑꯃꯁꯨꯡ ꯏꯀꯥꯏꯈꯨꯝꯅꯕ ꯎꯠꯄ ꯀꯜꯆꯔꯁꯤꯡꯅꯥ ꯃꯈꯣꯏꯒꯤ ꯈꯨꯟꯅꯥꯏꯒꯤ ꯆꯠꯅꯕꯤꯁꯤꯡ, ꯚꯦꯂꯨꯁꯤꯡ ꯑꯃꯁꯨꯡ ꯄꯥꯎ ꯐꯥꯎꯅꯕꯒꯤ ꯃꯑꯣꯡ ꯃꯇꯧꯁꯤꯡꯗ ꯈꯦꯠꯅꯩ꯫ ꯍꯥꯏꯔꯤꯕ ꯈꯦꯠꯅꯕꯁꯤꯡ ꯑꯁꯤ ꯈꯪꯗꯣꯛꯄ ꯑꯃꯁꯨꯡ ꯏꯀꯥꯏꯈꯨꯝꯅꯕ ꯑꯁꯤꯅ ꯄꯥꯎ ꯐꯥꯎꯅꯕꯒꯤ ꯑꯋꯥꯠꯄ ꯑꯃꯇꯥ ꯂꯩꯇꯕꯗ ꯃꯇꯦꯡ ꯄꯥꯡꯕ ꯉꯝꯒꯅꯤ꯫ ꯃꯌꯦꯛ ꯁꯦꯡꯕ ꯂꯣꯜ ꯁꯤꯖꯤꯟꯅꯧ ꯋꯥ ꯉꯥꯡꯕꯥ ꯃꯇꯝꯗ ꯅꯍꯥꯛꯀꯤ ꯋꯥꯍꯩꯁꯤꯡ ꯑꯗꯨ ꯆꯦꯛꯁꯤꯟꯅ ꯈꯟꯕꯤꯌꯨ ꯑꯃꯁꯨꯡ ꯃꯌꯦꯛ ꯁꯦꯡꯅ ꯉꯥꯡꯕꯤꯌꯨ꯫ ꯇꯣꯉꯥꯟ-ꯇꯣꯉꯥꯟꯕ ꯀꯜꯆꯔꯒꯤ ꯑꯇꯣꯞꯄꯁꯤꯡꯅ ꯐꯖꯅ ꯈꯪꯗꯕ ꯌꯥꯕ ꯏꯗꯤꯌꯝꯁꯤꯡ, ꯁ꯭ꯂꯦꯡꯒ ꯅꯠꯇꯔꯒ ꯖꯥꯔꯒꯅꯁꯤꯡꯗꯒꯤ ꯂꯥꯞꯅ ꯂꯩꯌꯨ꯫ ꯑꯦꯛꯇꯤꯕ ꯂꯤꯁ꯭ꯇꯔ ꯑꯃ ꯑꯣꯏꯌꯨ ꯑꯇꯣꯞꯄ ꯃꯤꯑꯣꯏ ꯑꯗꯨꯅꯥ ꯍꯥꯢꯔꯤꯕ ꯑꯗꯨ ꯅꯤꯡꯊꯤꯅ ꯇꯥꯕꯤꯌꯨ, ꯋꯥꯍꯪ ꯍꯪꯕꯤꯌꯨ ꯑꯃꯁꯨꯡ ꯋꯥꯈꯜ ꯂꯥꯡꯇꯛꯅꯕ ꯂꯩꯔꯕꯗꯤ ꯃꯌꯦꯛ ꯁꯦꯡꯅ ꯇꯥꯛꯄꯤꯌꯨ꯫ ꯃꯁꯤꯅ ꯑꯇꯣꯞꯄ ꯃꯤꯠꯌꯦꯡꯁꯤꯡꯕꯨ ꯏꯀꯥꯏ ꯈꯨꯝꯅꯕꯥ ꯎꯠꯂꯤ ꯑꯃꯁꯨꯡ ꯑꯃꯅ ꯑꯃꯕꯨ ꯂꯧꯁꯤꯡ ꯍꯦꯡꯒꯠꯍꯟꯕ ꯉꯝꯒꯅꯤ꯫ ꯅꯟ-ꯚꯥꯔꯕꯦꯜ ꯀꯝꯃ꯭ꯌꯨꯅꯤꯀꯦꯁꯟ ꯏꯐꯦꯛꯇꯤꯚ ꯑꯣꯏꯅ ꯁꯤꯖꯤꯟꯅꯧ ꯀꯜꯆꯔꯒꯤ ꯃꯇꯨꯡꯏꯟꯅꯥ ꯈꯦꯠꯅꯕ ꯌꯥꯕꯥ ꯍꯛꯆꯥꯡꯒꯤ ꯂꯣꯜ, ꯐꯦꯁꯤꯑꯦꯜ ꯑꯦꯛꯁꯄ꯭ꯔꯦꯁꯟ ꯑꯃꯁꯨꯡ ꯖꯤꯖꯔꯁꯤꯡꯒꯤ ꯃꯇꯥꯡꯗꯥ ꯈꯪꯖꯤꯟꯕ꯫ ꯐꯖꯅꯥ ꯂꯧꯁꯥꯟꯕ ꯌꯥꯕꯥ ꯅꯟ-ꯚꯥꯔꯕꯦꯜ ꯀꯝꯃ꯭ꯌꯨꯅꯤꯀꯦꯁꯟ ꯁꯤꯖꯤꯟꯅꯅꯕ ꯍꯣꯠꯅꯧ꯫ ꯄꯦꯁꯦꯟꯇ ꯑꯃꯁꯨꯡ ꯇꯣꯂꯥꯔꯦꯟꯁ ꯄ꯭ꯔꯦꯛꯇꯤꯁ ꯇꯧꯕ ꯀ꯭ꯔꯣꯁ-ꯀꯜꯆꯔꯦꯜ ꯀꯝꯃ꯭ꯌꯨꯅꯤꯀꯦꯁꯟ ꯑꯁꯤ ꯀꯃꯟ ꯑꯣꯏꯕ ꯋꯥꯈꯜꯂꯣꯟ ꯑꯃꯥ ꯁꯦꯝꯒꯠꯅꯕ ꯑꯍꯦꯟꯕ ꯃꯇꯝ ꯑꯃꯁꯨꯡ ꯍꯣꯠꯅꯕꯥ ꯃꯊꯧ ꯇꯥꯕꯥ ꯌꯥꯏ꯫ ꯑꯁꯥꯎꯕ, ꯇꯦꯂꯦꯟꯠ ꯂꯩꯕ ꯑꯃꯁꯨꯡ ꯁ꯭ꯅꯦꯞ ꯖꯖꯃꯦꯟꯁꯤꯡ ꯇꯧꯔꯣꯏꯗꯕꯅꯤ꯫ ꯈꯪꯖꯤꯟꯒꯗꯕ ꯑꯃꯅ,ꯀ꯭ꯔꯣꯁ-ꯀꯜꯆꯔꯦꯜ ꯀꯝꯃ꯭ꯌꯨꯅꯤꯀꯦꯁꯟ ꯐꯥꯒꯠꯍꯟꯕꯗ ꯑꯇꯣꯞꯄ ꯀꯜꯆꯔꯁꯤꯡꯕꯨ ꯈꯪꯖꯤꯟꯕꯥ ꯑꯃꯁꯨꯡ ꯏꯀꯥꯏ ꯈꯨꯝꯅꯕ ꯎꯠꯅꯕ ꯍꯣꯠꯅꯕ, ꯃꯌꯦꯛ ꯁꯦꯡꯕꯥ ꯑꯃꯁꯨꯡ ꯏꯐꯦꯛꯇꯤꯚ ꯑꯣꯏꯕ ꯀꯝꯃ꯭ꯌꯨꯅꯤꯀꯦꯁꯟ ꯇꯦꯛꯅꯤꯛꯁꯤꯡ ꯁꯤꯖꯤꯟꯅꯕ ꯑꯃꯁꯨꯡ ꯑꯁꯥꯎꯕ ꯑꯃꯁꯨꯡ ꯇꯦꯂꯦꯔꯦꯟꯁ ꯁꯤꯖꯤꯟꯅꯕꯁꯨ ꯌꯥꯎꯏ꯫ ꯏꯪꯁꯣꯛ ꯂꯤꯁꯤꯡ ꯑꯃꯒ ꯆꯥꯃꯥꯄꯟ ꯃꯔꯤꯐꯨ ꯒꯤ ꯃꯇꯝꯒꯤ ꯃꯃꯤꯡ ꯂꯩꯔꯕꯥ ꯃ꯭꯭ꯌꯨꯖꯤꯁꯤꯌꯥꯟ ꯑꯍꯨꯝꯒꯤ ꯃꯃꯤꯡ ꯊꯣꯟꯕꯤꯌꯨ꯫ ꯃꯥꯏꯀꯦꯜ ꯖꯦꯛꯁꯟ: "ꯀꯤꯡ ꯑꯣꯐ ꯄꯣꯞ" ꯍꯥꯏꯅꯥ ꯈꯪꯅꯕ, ꯖꯦꯛꯁꯟꯅꯥ ꯏꯪꯁꯣꯛ ꯂꯤꯁꯤꯡ ꯑꯃꯒ ꯆꯥꯃꯥꯄꯟ ꯃꯔꯤꯐꯨ ꯅꯤꯊꯣꯏ ꯗꯥ ꯃꯍꯥꯛꯀꯤ ꯑꯦꯜꯕꯝ ꯊ꯭꯭ꯔꯤꯂꯥꯔ ꯐꯣꯡꯕꯒꯤ ꯈꯨꯠꯊꯥꯡꯗ ꯃ꯭ꯌꯨꯖꯤꯛ ꯑꯃꯁꯨꯡ ꯅꯥꯠꯀꯤ ꯃꯇꯥꯡꯗ ꯑꯅꯧꯕꯥ ꯊꯧꯑꯣꯡ ꯑꯃ ꯂꯧꯈꯤꯕꯥ ꯑꯗꯨꯅ ꯃꯍꯥꯛꯄꯨ ꯏꯪ ꯃꯔꯤꯐꯨ ꯒꯤ ꯃꯇꯝꯒꯤ ꯈ꯭ꯋꯥꯏꯗꯒꯤ ꯃꯃꯤꯡ ꯆꯠꯄ ꯃ꯭ꯌꯨꯖꯤꯛꯁꯤꯌꯥꯟ ꯁꯤꯡꯒꯤ ꯃꯅꯨꯡꯗ ꯑꯃꯥ ꯑꯣꯏꯅ ꯆꯦꯠꯁꯤꯟꯍꯗꯈꯤ꯫ ꯃꯦꯗꯣꯅꯥ: ꯃꯍꯥꯛ ꯀꯜꯆꯔꯦꯜ ꯏꯟꯐ꯭ꯂꯨꯑꯦꯟꯖꯔ ꯑꯃ ꯑꯣꯏꯅ ꯃꯍꯥꯛꯀꯤ ꯃꯐꯝ ꯑꯗꯨ ꯁꯤꯃꯦꯟꯇ ꯇꯧꯗꯨꯅ ꯏꯪ ꯃꯔꯤꯐꯨ ꯒꯤ ꯃꯇꯝꯗ ꯑꯥꯏꯀꯟ ꯑꯃ ꯑꯣꯏꯈꯤ꯫ "ꯂꯥꯏꯛ ꯑꯦ ꯚꯔꯖꯤꯟ" ꯑꯃꯁꯨꯡ "ꯃꯦꯇ꯭ꯔꯤꯑꯦꯜ ꯒꯦꯔꯜ" ꯒꯨꯝꯕ ꯍꯤꯠ ꯁꯤꯡꯒꯜꯁꯤꯡꯒ ꯂꯣꯏꯅꯅ ꯃꯍꯥꯛꯅ ꯅꯨꯄꯤꯁꯤꯡꯕꯨ ꯃ꯭ꯌꯨꯖꯤꯛꯇꯥ ꯁꯛꯇꯤ ꯄꯤꯈꯤ ꯑꯃꯁꯨꯡ ꯃꯍꯥꯛꯀꯤ ꯃꯤꯠꯌꯦꯡ ꯊꯝꯕ ꯃ꯭ꯌꯨꯖꯤꯛ, ꯐꯦꯁꯟ ꯁ꯭꯭ꯇꯥꯏꯜ ꯑꯃꯁꯨꯡ ꯃꯍꯥꯛꯀꯤ ꯊꯧꯅ ꯐꯥꯕ ꯂꯥꯏꯕ ꯄꯥꯔꯐꯣꯃꯦꯟꯁ ꯁꯤꯡꯒꯤꯗꯃꯛ ꯈꯪꯅꯈꯤ꯫ ꯄ꯭꯭ꯔꯤꯟꯁ: ꯄ꯭ꯔꯤꯟꯁ ꯑꯁꯤ ꯃ꯭꯭ꯌꯨꯖꯤꯀꯦꯜ ꯖꯤꯅꯤꯁ ꯑꯃꯅꯤ ꯑꯃꯁꯨꯡ ꯃꯍꯥꯛꯀꯤ ꯏꯝꯄꯦꯛ ꯑꯁꯤ ꯏꯪ ꯃꯔꯤꯐꯨ ꯒꯤ ꯃꯇꯝꯗ "ꯄꯥꯔꯄꯜ ꯔꯦꯟ" ꯒꯨꯝꯕ ꯑꯦꯜꯕꯝ ꯁꯤꯡꯒꯤ ꯈꯨꯠꯊꯥꯡꯗ ꯐꯥꯎꯈꯤ꯫ ꯄ꯭꯭ꯔꯤꯟꯁꯅꯥ ꯔꯣꯛ, ꯄꯣꯞ, ꯐꯉ꯭ꯛ, ꯑꯃꯁꯨꯡ ꯑꯥꯔ ꯑꯦꯟꯗ ꯕꯤꯒꯨꯝꯕꯥ ꯇꯣꯉꯥꯟ ꯇꯣꯉꯥꯟꯕ ꯖꯤꯟꯁꯤꯡ ꯕ꯭꯭ꯂꯦꯟ ꯇꯧꯗꯨꯅ ꯖꯤꯟ ꯑꯃꯗ ꯕꯣꯛꯁ ꯇꯧꯕ ꯉꯝꯗꯕ ꯃ꯭ꯌꯨꯖꯤꯛ ꯁꯦꯝꯈꯤ꯫